ꯗꯦꯂꯤꯕꯔꯤ ꯀꯝꯄꯦꯅꯤ ꯑꯃꯒꯤꯗꯃꯛ ꯑꯦꯞ ꯑꯃ ꯗꯤꯖꯥꯏꯟ ꯇꯧꯕ꯫ ꯗꯦꯂꯤꯕꯔꯤ ꯀꯝꯄꯦꯅꯤ ꯑꯦꯞ ꯑꯁꯤꯅ ꯀꯁꯇꯃꯔꯁꯤꯡꯅ ꯃꯈꯣꯏꯒꯤ ꯗꯦꯂꯤꯕꯔꯤꯒꯤ ꯃꯊꯧ ꯇꯥꯕ ꯄꯨꯝꯅꯃꯛ ꯃꯐꯝ ꯑꯃꯗ ꯃꯦꯅꯦꯖ ꯇꯧꯕꯒꯤ ꯏꯐꯤꯁꯤꯌꯦꯟꯇ ꯑꯣꯏꯕ ꯃꯑꯣꯡ ꯑꯃ ꯄꯤꯒꯅꯤ꯫ ꯑꯦꯞ ꯑꯁꯤꯒꯤ ꯃꯔꯨꯑꯣꯏꯕ ꯐꯤꯆꯔꯁꯤꯡ ꯑꯁꯤ ꯃꯈꯥꯗ ꯄꯤꯔꯤ: ꯌꯨꯖꯔ ꯑꯦꯀꯥꯎꯟꯇ: ꯀꯁꯇꯃꯔꯁꯤꯡꯅ ꯃꯈꯣꯏꯒꯤ ꯗꯦꯂꯤꯚꯔꯤ ꯑꯣꯔꯗꯔꯁꯤꯡ ꯇ꯭ꯔꯦꯛ ꯇꯧꯅꯕ ꯑꯃꯁꯨꯡ ꯃꯈꯣꯏꯒꯤ ꯑꯦꯀꯥꯎꯟꯇ ꯍꯤꯁꯇ꯭ꯔꯤ ꯌꯦꯡꯅꯕ ꯄꯔꯁꯣꯅꯦꯜ ꯑꯦꯀꯥꯎꯟꯇ ꯑꯃ ꯁꯦꯝꯕ ꯌꯥꯒꯅꯤ꯫ ꯑꯦꯀꯥꯎꯟꯇ ꯑꯗꯨꯒꯤ ꯈꯨꯠꯊꯥꯡꯗ ꯃꯈꯣꯏꯅ ꯃꯈꯣꯏꯒꯤ ꯄꯔꯁꯣꯅꯦꯜ ꯏꯟꯐꯣꯔꯃꯦꯁꯟ, ꯀꯟꯇꯦꯛꯇꯀꯤ ꯑꯀꯨꯞꯄ ꯃꯔꯣꯜꯁꯤꯡ ꯑꯃꯁꯨꯡ ꯑꯦꯗ꯭ꯔꯦꯁꯁꯤꯡ ꯑꯦꯗꯤꯠ ꯇꯧꯕ ꯌꯥꯏ꯫ ꯑꯣꯔꯗꯔ ꯄ꯭ꯂꯦꯁꯃꯦꯟꯇ: ꯀꯁꯇꯃꯔꯁꯤꯡꯅ ꯃꯈꯣꯏꯒꯤ ꯗꯦꯂꯤꯕꯔꯤ ꯑꯣꯔꯗꯔꯁꯤꯡ ꯑꯦꯞ ꯑꯁꯤꯗ ꯊꯥꯕ ꯌꯥꯏ, ꯃꯈꯣꯏꯅ ꯄꯥꯝꯂꯤꯕ ꯄꯣꯠꯂꯝꯁꯤꯡ ꯈꯟꯅꯕ ꯅꯠꯇ꯭ꯔꯒ ꯃꯈꯣꯏꯒꯤ ꯁꯣꯄꯤꯡ ꯂꯤꯁ꯭ꯇꯀꯤ ꯏꯃꯦꯖ ꯑꯃ ꯑꯞꯂꯣꯗ ꯇꯧꯗꯨꯅ꯫ ꯑꯣꯔꯗꯔꯁꯤꯡ ꯑꯁꯤ ꯑꯀꯛꯅꯕ ꯇꯥꯡ ꯑꯃꯁꯨꯡ ꯃꯇꯝꯒꯤ ꯑꯣꯏꯅ ꯁꯦꯗ꯭ꯌꯨꯜ ꯇꯧꯕ ꯌꯥꯏ ꯅꯠꯇ꯭ꯔꯒ ꯍꯟꯖꯤꯟ ꯍꯟꯖꯤꯟ ꯇꯧꯕ ꯌꯥꯏ꯫ ꯔꯤꯑꯦꯜ-ꯇꯥꯏꯝ ꯇ꯭ꯔꯦꯀꯤꯡ: ꯀꯁꯇꯃꯔꯁꯤꯡꯅ ꯃꯈꯣꯏꯒꯤ ꯑꯣꯔꯗꯔꯁꯤꯡ ꯑꯗꯨ ꯃꯦꯞ ꯑꯃꯗ ꯔꯤꯑꯦꯜ-ꯇꯥꯏꯝ ꯑꯣꯏꯅ ꯇ꯭ꯔꯦꯛ ꯇꯧꯕ ꯌꯥꯏ, ꯃꯁꯤꯗ ꯌꯧꯔꯛꯄꯒꯤ ꯑꯦꯁꯇꯤꯃꯦꯠ ꯇꯧꯔꯕ ꯃꯇꯝꯒꯤ ꯃꯇꯥꯡꯗ ꯑꯞꯗꯦꯠꯁꯤꯡ ꯌꯥꯎꯔꯤ꯫ ꯏꯟ-ꯑꯦꯞ ꯀꯝꯃ꯭ꯌꯨꯅꯤꯀꯦꯁꯟ: ꯀꯁꯇꯃꯔꯅ ꯏꯟ-ꯑꯦꯞ ꯆꯦꯠ ꯐꯪꯁꯟ ꯑꯃꯒꯤ ꯈꯨꯠꯊꯥꯡꯗ ꯗꯦꯂꯤꯚꯔꯤ ꯗ꯭ꯔꯥꯏꯒꯥꯔꯝꯒ ꯗꯦꯂꯤꯚꯔꯤ ꯏꯟꯁꯇ‌꯭ꯔꯛꯁꯟꯁꯤꯡ, ꯁꯦꯗ꯭ꯌꯨꯜꯁꯤꯡꯒꯤ ꯃꯇꯥꯡꯗ ꯄꯥꯎ ꯐꯥꯎꯅꯕ ꯌꯥꯒꯅꯤ꯫ ꯗꯦꯂꯤꯚꯔꯤ ꯀꯟꯐꯥꯔꯃꯦꯁꯟ: ꯗꯦꯂꯤꯚꯔꯤ ꯂꯣꯏꯔꯕ ꯃꯇꯨꯡꯗ ꯀꯁꯇꯃꯔ ꯑꯗꯨꯅ ꯅꯣꯇꯤꯐꯤꯀꯦꯁꯟ ꯑꯃ ꯐꯪꯒꯅꯤ, ꯑꯃꯁꯨꯡ ꯃꯈꯣꯏꯅ ꯗꯦꯂꯤꯚꯔꯤ ꯑꯗꯨ ꯀꯟꯐꯥꯔꯝ ꯇꯧꯕ ꯌꯥꯒꯅꯤ ꯑꯃꯁꯨꯡ ꯁꯔꯚꯤꯁ ꯑꯗꯨ ꯔꯦꯠ ꯇꯧꯕ ꯌꯥꯒꯅꯤ꯫ ꯄꯦꯃꯦꯟꯇ: ꯀꯁꯇꯃꯔꯁꯤꯡꯅ ꯃꯈꯣꯏꯅ ꯄꯥꯝꯂꯤꯕ ꯄꯦꯃꯦꯟꯇ ꯃꯦꯊꯗ ꯑꯗꯨ ꯑꯦꯞ ꯑꯁꯤꯗ, ꯍꯥꯏꯕꯗꯤ ꯀ꯭ꯔꯦꯗꯤꯠ ꯀꯥꯔꯗ ꯅꯠꯇ꯭ꯔꯒ ꯃꯣꯕꯥꯏꯜ ꯄꯦꯃꯦꯟꯇ ꯁꯤꯁꯇꯦꯝꯒꯤ ꯈꯨꯠꯊꯥꯡꯗ ꯍꯥꯞꯆꯤꯟꯕ ꯌꯥꯒꯅꯤ ꯑꯃꯁꯨꯡ ꯇ꯭ꯔꯥꯟꯖꯦꯛꯁꯟꯁꯤꯡ ꯑꯁꯤ ꯌꯥꯝꯅ ꯂꯥꯏꯅ ꯄ꯭ꯔꯣꯁꯦꯁ ꯇꯧꯒꯅꯤ꯫ ꯀꯁꯇꯃꯔ ꯁꯄꯣꯔꯠ: ꯀꯁꯇꯃꯔꯁꯤꯡꯅ ꯍꯦꯜꯄ ꯁꯦꯟꯇꯔꯗ ꯑꯦꯛꯁꯦꯁ ꯇꯧꯕ ꯌꯥꯒꯅꯤ, ꯃꯐꯝ ꯑꯗꯨꯗ ꯃꯈꯣꯏꯅ ꯏꯁꯨ ꯑꯃꯍꯦꯛꯇꯒꯤ ꯔꯤꯄꯣꯔꯠ ꯇꯧꯕ ꯌꯥꯒꯅꯤ, ꯃꯈꯣꯏꯒꯤ ꯋꯥꯍꯪꯁꯤꯡꯒꯤ ꯄꯥꯎꯈꯨꯝ ꯂꯧꯕ ꯌꯥꯒꯅꯤ, ꯅꯠꯇ‌꯭ꯔꯒ ꯑꯦꯞ ꯑꯁꯤꯗꯒꯤ ꯍꯛꯊꯦꯡꯅꯅ ꯀꯁ꯭ꯇꯃꯔ ꯁꯄꯣꯔꯇꯇ ꯀꯣꯜ ꯇꯧꯕ ꯌꯥꯒꯅꯤ꯫ ꯑꯄꯨꯟꯕ ꯑꯣꯏꯅ, ꯗꯦꯂꯤꯕꯔꯤ ꯑꯦꯞ ꯑꯁꯤꯅ ꯀꯁꯇꯃꯔꯁꯤꯡꯒꯤꯗꯃꯛꯇ ꯏꯟꯇ꯭ꯌꯨꯏꯇꯤꯕ ꯑꯃꯁꯨꯡ ꯌꯨꯖꯔ ꯐ꯭ꯔꯦꯟꯗꯂꯤ ꯏꯟꯇꯔꯐꯦꯁ ꯑꯃ ꯄꯤꯒꯅꯤ, ꯃꯁꯤꯅ ꯗꯦꯂꯤꯕꯔꯤ ꯄ꯭ꯔꯣꯁꯦꯁ ꯑꯁꯤ ꯌꯥꯝꯅ ꯂꯥꯏꯅ ꯑꯃꯁꯨꯡ ꯁ꯭ꯇꯔꯦꯁ ꯂꯩꯇꯕ ꯑꯣꯏꯍꯜꯂꯒꯅꯤ꯫ "ꯖꯣꯀꯥꯔ" ꯃꯨꯚꯤꯒꯤꯗꯃꯛ ꯁꯦꯛꯁꯟ ꯃꯉꯥꯒꯤ ꯃꯨꯚꯤ ꯔꯤꯚꯤꯌꯨ ꯑꯃ ꯖꯦꯅꯦꯔꯦꯠ ꯇꯧꯕ꯫ "ꯖꯣꯀꯥꯔ" ꯍꯥꯏꯕꯁꯤ ꯒ꯭ꯔꯤꯇꯤ, ꯋꯥꯈꯜ ꯋꯥꯕ ꯃꯥꯁꯇꯔꯄꯤꯁ ꯑꯃꯅꯤ, ꯃꯁꯤꯅ ꯋꯥꯈꯜ ꯋꯥꯕ ꯊꯣꯛꯍꯟꯕꯇ ꯅꯠꯇꯅ ꯋꯥꯈꯜ ꯅꯨꯡꯉꯥꯏꯇꯕ ꯑꯃꯅꯤ꯫ ꯖꯣꯌꯥꯀꯤꯟ ꯐꯣꯏꯅꯤꯛꯁꯅ ꯀ꯭ꯔꯥꯏꯝꯒꯤ ꯀ꯭ꯂꯥꯎꯟ ꯄ꯭ꯔꯤꯟꯁ ꯑꯣꯏꯅ ꯄꯔꯐꯣꯃꯦꯟꯁ ꯑꯃ ꯄꯤꯔꯤ, ꯃꯗꯨꯗ ꯃꯦꯗꯅꯦꯁ ꯑꯃꯁꯨꯡ ꯚꯜꯅꯦꯔꯦꯕꯤꯂꯤꯇꯤꯕꯨ ꯃꯥꯁꯇꯔ ꯑꯣꯏꯅ ꯕꯦꯂꯦꯟꯁ ꯇꯧꯏ꯫ ꯀꯦꯃꯦꯔꯥꯒꯤ ꯊꯕꯛ ꯑꯁꯤ ꯍꯨꯔꯥꯟꯕ ꯑꯃꯅꯤ꯫ ꯗꯥꯏꯔꯦꯛꯇꯔ ꯇꯣꯗ ꯐꯤꯂꯤꯞꯁꯅ ꯑꯩꯈꯣꯏꯒꯤ ꯃꯇꯝ ꯑꯁꯤꯕꯨ ꯐꯣꯡꯗꯣꯛꯂꯤꯕ ꯑꯃꯁꯨꯡ ꯁꯣꯛꯄ ꯃꯤꯑꯣꯏ ꯑꯃꯒꯤ ꯋꯥꯈꯜꯗ ꯌꯥꯝꯅ ꯂꯨꯅ ꯂꯧꯔꯤꯕ ꯅꯨꯡꯉꯥꯏꯇꯕ ꯑꯗꯨꯕꯨ ꯊꯋꯥꯏ ꯌꯥꯎꯕ ꯋꯥꯔꯤ ꯑꯃ ꯂꯤꯔꯤ꯫ ꯑꯄꯨꯟꯕ ꯑꯣꯏꯅ "ꯖꯣꯀꯥꯔ" ꯑꯁꯤ ꯊꯋꯥꯏ ꯌꯥꯎꯕ, ꯀꯥꯎꯔꯣꯏꯗꯕ ꯆꯔꯤꯇ꯭ꯔ ꯊꯤꯖꯤꯟꯕꯒꯤ ꯊꯕꯛ ꯑꯃꯅꯤ ꯑꯃꯁꯨꯡ ꯀꯣꯃꯤꯛꯁ ꯕꯨꯛ ꯖꯦꯟꯔꯗ ꯃꯁꯥꯒꯤ ꯑꯣꯏꯕ ꯂꯝꯕꯤ ꯁꯦꯝꯂꯤꯕ ꯌꯦꯡꯅꯤꯡꯉꯥꯏ ꯑꯣꯏꯕ ꯐꯤꯂꯝ ꯑꯃꯅꯤ꯫